ꯈꯨꯗꯝꯁꯤꯡ ꯁꯤꯖꯤꯟꯅꯗꯨꯅꯥ ꯋꯥꯍꯪ ꯑꯁꯤꯒꯤ ꯄꯥꯎꯈꯨꯝ ꯄꯤꯌꯨ꯫ ꯃꯦꯁꯤꯟ ꯂꯔꯅꯤꯡ ꯁꯤꯖꯤꯟꯅꯕꯒꯤ ꯏꯊꯤꯀꯦꯜꯒꯤ ꯑꯣꯏꯕꯥ ꯋꯥꯈꯜꯂꯣꯟ ꯈꯔꯥ ꯄꯤꯌꯨ꯫ ꯃꯦꯁꯤꯟ ꯂꯔꯅꯤꯡ ꯑꯁꯤ ꯑꯦꯜꯒꯣꯔꯤꯊꯝꯁꯤꯡ ꯁꯤꯖꯤꯟꯅꯗꯨꯅꯥ ꯗꯦꯇꯥꯗꯒꯤ ꯇꯝꯖꯕꯥ ꯑꯃꯁꯨꯡ ꯃꯌꯦꯛ ꯁꯦꯡꯅꯥ ꯄ꯭ꯔꯣꯒ꯭ꯔꯥꯝ ꯇꯧꯗꯅꯥ ꯄ꯭ꯔꯤꯗꯤꯛꯁꯟ ꯑꯃꯁꯨꯡ ꯋꯥꯔꯦꯞ ꯂꯧꯕꯥ ꯉꯝꯕꯥ ꯁꯛꯇꯤ ꯂꯩꯕꯥ ꯇꯦꯛꯅꯣꯂꯣꯖꯤ ꯑꯃꯅꯤ꯫ ꯇꯦꯛꯅꯣꯂꯣꯖꯤ ꯑꯃꯍꯦꯛꯇꯒꯥ ꯃꯥꯟꯅꯅꯥ, ꯃꯁꯤꯅꯥ ꯊꯦꯡꯉꯗꯕꯥ ꯏꯊꯤꯜꯒꯤ ꯑꯣꯏꯕꯥ ꯑꯋꯥꯕꯁꯤꯡ ꯊꯣꯔꯀꯏ꯫ ꯃꯦꯁꯤꯟ ꯂꯔꯅꯤꯡ ꯁꯤꯁꯤꯟꯅꯕꯒꯤ ꯏꯊꯤꯀꯦꯜꯒꯤ ꯑꯣꯏꯕꯥ ꯋꯥꯈꯜꯂꯣꯟ ꯈꯔꯥ ꯃꯈꯥꯗꯥ ꯄꯤꯔꯤ: ꯗꯦꯇꯥ ꯄ꯭ꯔꯥꯏꯚꯦꯁꯤ: ꯃꯦꯁꯤꯟ ꯂꯔꯅꯤꯡ ꯑꯦꯜꯒꯣꯔꯤꯊꯝꯁꯤꯡꯅꯥ ꯇ꯭ꯔꯦꯟ ꯇꯧꯅꯕꯥ ꯑꯃꯁꯨꯡ ꯇꯝꯅꯕꯥ ꯑꯆꯧꯕꯥ ꯗꯦꯇꯥ ꯃꯊꯧ ꯇꯥꯏ, ꯃꯁꯤꯅꯥ ꯁꯤꯁꯤꯟꯅꯔꯤꯕꯥ ꯗꯦꯇꯥ ꯑꯗꯨꯒꯤ ꯄ꯭ꯔꯥꯏꯚꯦꯁꯤꯒꯤ ꯃꯇꯥꯡꯗꯥ ꯋꯥꯈꯜ ꯋꯥꯕꯥ ꯄꯣꯈꯜꯂꯤ꯫ ꯊꯥꯖꯕꯥ ꯊꯝꯅꯕꯒꯤꯗꯃꯛ ꯗꯦꯇꯥ ꯁꯤꯖꯤꯟꯅꯕꯒꯤ ꯊꯧꯑꯣꯡꯁꯤꯡ ꯑꯁꯤ ꯇ꯭ꯔꯥꯟꯁꯄꯔꯦꯟꯇ ꯑꯣꯏꯕꯥ ꯃꯊꯧ ꯇꯥꯏ, ꯑꯃꯁꯨꯡ ꯗꯦꯇꯥ ꯄ꯭ꯔꯥꯏꯚꯦꯁꯤꯒꯤ ꯑꯥꯏꯟꯁꯤꯡ ꯏꯀꯥꯏ ꯈꯨꯝꯅꯕꯥ ꯃꯊꯧ ꯇꯥꯏ꯫ ꯃꯁꯤꯒꯤ ꯃꯊꯛꯇꯥ, ꯃꯥꯂꯤꯁꯤꯌꯁ ꯑꯦꯛꯇꯔꯁꯤꯡꯅꯥ ꯗꯦꯇꯥ ꯑꯦꯛꯁꯦꯁ ꯇꯧꯕꯥ ꯅꯠꯇ꯭ꯔꯒꯥ ꯄ꯭ꯔꯥꯏꯚꯦꯁꯤꯗꯥ ꯑꯀꯥꯌꯕꯥ ꯄꯤꯗꯅꯕꯥ ꯆꯦꯛꯁꯤꯒꯗꯕꯅꯤ꯫ ꯈꯨꯗꯝ ꯑꯣꯏꯅꯥ, ꯁꯣꯁꯤꯑꯦꯜ ꯃꯤꯗꯤꯌꯥ ꯀꯝꯄꯅꯤꯁꯤꯡ ꯑꯃꯁꯨꯡ ꯁꯔꯀꯥꯔꯁꯤꯡꯅꯥ ꯐꯦꯁꯤꯑꯦꯜ ꯔꯤꯀꯣꯒꯅꯤꯁꯟ ꯇꯦꯛꯅꯣꯂꯣꯖꯤ ꯁꯤꯖꯤꯟꯅꯕꯅꯥ ꯌꯨꯖꯔꯒꯤ ꯑꯌꯥꯕꯥ ꯌꯥꯎꯗꯅꯥ ꯗꯦꯇꯥ ꯁꯤꯖꯤꯟꯕꯒꯤ ꯃꯇꯥꯡꯗꯥ ꯏꯊꯤꯀꯦꯜꯒꯤ ꯑꯣꯏꯕꯥ ꯑꯋꯥꯕꯁꯤꯡ ꯊꯣꯈꯜꯂꯤ꯫ ꯕꯥꯏꯌꯁ ꯑꯃꯁꯨꯡ ꯗꯤꯁꯀ꯭ꯔꯤꯃꯤꯅꯦꯁꯟ: ꯃꯦꯁꯤꯟ ꯂꯔꯅꯤꯡ ꯑꯦꯂꯒꯣꯔꯤꯊꯝꯁꯤꯡꯅꯥ ꯀꯔꯤꯒꯨꯝꯕꯥ ꯃꯈꯣꯏꯅꯥ ꯇꯝꯂꯤꯕꯥ ꯗꯦꯇꯥ ꯑꯗꯨ ꯃꯁꯥꯅꯥ ꯕꯥꯏꯌꯖ ꯑꯣꯏꯔꯕꯗꯤ ꯕꯥꯏꯌꯁ ꯑꯃꯁꯨꯡ ꯗꯤꯁꯀ꯭ꯔꯤꯃꯤꯅꯦꯁꯟ ꯑꯗꯨ ꯂꯦꯡꯗꯅꯥ ꯂꯩꯒꯅꯤ꯫ ꯈꯨꯗꯝ ꯑꯣꯏꯅꯥ, ꯍꯥꯏꯌ꯭ꯔꯤꯡꯗꯥ ꯁꯤꯖꯤꯟꯅꯔꯤꯕꯥ ꯃꯦꯁꯤꯟ ꯂꯔꯅꯤꯡ ꯑꯦꯜꯒꯣꯔꯤꯊꯝ ꯑꯃꯅꯥ ꯀꯔꯤꯒꯨꯝꯕꯥ ꯇ꯭ꯔꯦꯅꯤꯡꯒꯤꯗꯃꯛꯇꯥ ꯁꯤꯖꯤꯟꯅꯔꯤꯕꯥ ꯄꯨꯋꯥꯔꯤ ꯑꯣꯏꯔꯕꯥ ꯍꯥꯏꯔꯤꯡ ꯗꯦꯇꯥ ꯑꯗꯨꯅꯥ ꯃꯤꯁꯤꯡꯒꯤ ꯇꯣꯞ ꯇꯣꯞꯄꯥ ꯃꯑꯣꯡ-ꯃꯇꯧ ꯑꯗꯨ ꯃꯑꯣꯡ ꯆꯨꯝꯅꯥ ꯄꯨꯊꯣꯛꯇ꯭ꯔꯕꯗꯤ ꯑꯀꯛꯅꯕꯥ ꯀꯥꯡꯂꯨꯞ ꯈꯔꯗꯥ ꯈꯦꯠꯅꯕꯥ ꯊꯃꯕꯥ ꯌꯥꯏ꯫ ꯃꯦꯁꯤꯟ ꯂꯔꯅꯤꯡꯗꯥ ꯁꯤꯖꯤꯟꯅꯔꯤꯕꯥ ꯗꯦꯇꯥ ꯑꯃꯁꯨꯡ ꯑꯦꯜꯒꯣꯔꯤꯊꯝꯁꯤꯡ ꯑꯁꯤ ꯈꯦꯠꯅꯕꯥ ꯑꯃꯁꯨꯡ ꯋꯥꯈꯜ ꯂꯥꯡꯇꯛꯅꯕꯥ ꯂꯩꯇꯕꯥ ꯑꯣꯏꯍꯟꯕꯥ ꯑꯁꯤ ꯌꯥꯝꯅꯥ ꯃꯔꯨꯑꯣꯏ꯫ ꯊꯧꯗꯥꯡ ꯑꯃꯁꯨꯡ ꯑꯦꯀꯥꯎꯟꯇꯦꯕꯤꯂꯤꯇꯤ: ꯃꯦꯁꯤꯟ ꯂꯔꯅꯤꯡꯅꯥ ꯋꯥꯔꯦꯞ ꯀꯌꯥ ꯑꯃꯥ ꯑꯣꯇꯣꯃꯦꯇꯤꯛ ꯑꯣꯏꯅꯥ ꯂꯧꯕꯥ ꯉꯝꯃꯤ, ꯑꯗꯨꯕꯨ ꯋꯥꯔꯦꯄꯁꯤꯡ ꯑꯁꯤꯒꯤ ꯊꯧꯗꯥꯡꯗꯤ ꯍꯧꯖꯤꯀꯁꯨ ꯇꯦꯛꯅꯣꯂꯣꯖꯤ ꯁꯤꯖꯤꯟꯅꯔꯤꯕꯥ ꯗꯤꯕꯦꯂꯄꯔꯁꯤꯡ, ꯀꯝꯄꯦꯅꯤꯁꯤꯡ ꯑꯃꯁꯨꯡ ꯃꯤꯑꯣꯏꯁꯤꯡꯗꯥ ꯂꯩꯔꯤ꯫ ꯈꯨꯗꯝ ꯑꯣꯏꯅꯥ, ꯀꯔꯤꯒꯨꯝꯕꯥ ꯃꯦꯁꯤꯟ ꯂꯔꯅꯤꯡ ꯁꯤꯖꯤꯟꯅꯗꯨꯅꯥ ꯃꯁꯥꯅꯥ ꯊꯧꯕꯥ ꯒꯥꯔꯤ ꯑꯃꯅꯥ ꯑꯦꯛꯁꯤꯗꯦꯟꯇ ꯑꯃꯥ ꯊꯣꯛꯕꯥ ꯇꯥꯔꯕꯗꯤ, ꯊꯧꯗꯥꯡ ꯑꯗꯨ ꯃꯌꯦꯛ ꯁꯦꯡꯅꯥ ꯂꯦꯄꯊꯣꯛꯀꯗꯕꯅꯤ꯫ ꯃꯦꯁꯤꯟ ꯂꯔꯅꯤꯡ ꯑꯁꯤ ꯊꯧꯗꯥꯡ ꯂꯧꯗꯨꯅꯥ ꯁꯤꯖꯤꯟꯅꯅꯕꯥ ꯇ꯭ꯔꯥꯟꯁꯄ꯭ꯔꯦꯟꯁꯤ, ꯑꯣꯗꯤꯇꯦꯕꯤꯂꯤꯇꯤ, ꯑꯃꯁꯨꯡ ꯑꯦꯀꯥꯎꯟꯇꯦꯕꯤꯂꯤꯇꯤꯒꯤ ꯏꯊꯤꯀꯦꯜꯒꯤ ꯑꯣꯏꯕꯥ ꯋꯥꯈꯜꯂꯣꯅꯁꯤꯡ ꯉꯥꯛꯅꯥ ꯆꯠꯀꯗꯕꯅꯤ꯫ ꯇ꯭ꯔꯥꯟꯁꯄꯔꯦꯟꯁꯤ ꯑꯃꯁꯨꯡ ꯑꯦꯛꯁꯄ꯭ꯂꯦꯅꯦꯕꯤꯂꯤꯇꯤ: ꯃꯦꯁꯤꯟ ꯂꯔꯅꯤꯡ ꯑꯦꯂꯒꯣꯔꯤꯊꯃꯁꯤꯡ ꯑꯁꯤ ꯀꯔꯤꯒꯨꯝꯕꯥ ꯃꯇꯃꯗꯥ "ꯕ꯭ꯂꯦꯛ ꯕꯣꯛꯁ" ꯑꯃꯥ ꯑꯣꯏꯅꯥ ꯊꯕꯛ ꯇꯧꯕꯥ ꯌꯥꯏ, ꯃꯌꯦꯛ ꯁꯦꯡꯕꯥ ꯑꯦꯛꯁꯄ꯭ꯂꯦꯅꯦꯁꯟ ꯌꯥꯑꯣꯗꯅꯥ ꯋꯥꯔꯦꯞ ꯑꯃꯁꯨꯡ ꯄ꯭ꯔꯤꯗꯤꯛꯁꯟꯁꯤꯡ ꯂꯧꯕꯥ ꯌꯥꯏ꯫ ꯃꯁꯤꯅꯥ ꯃꯔꯨꯑꯣꯏꯅꯥ ꯂꯧꯔꯤꯕꯥ ꯋꯥꯔꯦꯞꯁꯤꯡ ꯑꯗꯨꯅꯥ ꯑꯅ-ꯂꯥꯏꯌꯦꯡ ꯅꯠꯇ꯭ꯔꯒꯥ ꯀ꯭ꯔꯤꯃꯤꯅꯦꯜ ꯖꯁ꯭ꯇꯤꯁꯇꯥ ꯑꯀꯟꯕꯥ ꯐꯂꯜꯁꯤꯡ ꯊꯣꯛꯍꯟꯕꯥ ꯃꯇꯝꯗꯥ ꯏꯊꯤꯀꯦꯂꯒꯤ ꯑꯣꯏꯕꯥ ꯑꯋꯥꯕꯁꯤꯡ ꯊꯣꯛꯍꯟꯕꯥ ꯌꯥꯏ꯫ ꯋꯥꯔꯦꯞ ꯂꯧꯕꯒꯤ ꯊꯧꯑꯣꯡ ꯑꯁꯤ ꯇ꯭ꯔꯥꯟꯁꯄ꯭ꯔꯦꯟꯇ ꯑꯣꯏꯕꯥ ꯑꯃꯁꯨꯡ ꯑꯦꯂꯒꯣꯔꯤꯊꯝꯁꯤꯡ ꯑꯁꯤ ꯃꯌꯦꯛ ꯁꯦꯡꯅꯥ ꯇꯥꯛꯄꯥ ꯌꯥꯕꯥ ꯑꯣꯏꯍꯟꯕꯥ ꯑꯁꯤ ꯌꯥꯝꯅꯥ ꯃꯔꯨꯑꯣꯏ, ꯃꯔꯨꯑꯣꯏꯅꯥ ꯑꯁꯤꯒꯨꯝꯕꯥ ꯍꯥꯏ-ꯁ꯭ꯇꯦꯛ ꯁꯤꯅꯥꯔꯤꯑꯣꯁꯤꯡꯗꯥ꯫ ꯑꯄꯨꯟꯕꯥ ꯑꯣꯏꯅꯥ, ꯃꯦꯁꯤꯟ ꯂꯔꯅꯤꯡ ꯁꯤꯖꯤꯟꯅꯕꯒꯤ ꯏꯊꯤꯀꯦꯜꯒꯤ ꯑꯣꯏꯕꯥ ꯋꯥꯈꯜꯂꯣꯅꯁꯤꯡ ꯑꯁꯤ ꯑꯁꯣꯛ-ꯑꯄꯟ ꯑꯃꯁꯨꯡ ꯀꯥꯟꯅꯕꯁꯤꯡꯒꯤ ꯆꯦꯀꯁꯤꯟꯅꯥ ꯕꯦꯂꯦꯟꯁ ꯇꯧꯕꯥ, ꯇ꯭ꯔꯥꯟꯁꯄ꯭ꯔꯦꯟꯁꯤ, ꯑꯦꯀꯥꯎꯟꯇꯦꯕꯤꯂꯤꯇꯤ, ꯑꯃꯁꯨꯡ ꯃꯁꯤꯕꯨ ꯃꯤꯑꯣꯏꯕꯒꯤ ꯍꯛꯁꯤꯡ, ꯄ꯭ꯔꯥꯏꯚꯦꯁꯤ ꯑꯃꯁꯨꯡ ꯗꯤꯁꯀ꯭ꯔꯤꯃꯤꯅꯦꯁꯒꯤ ꯑꯥꯏꯟꯁꯤꯡ ꯏꯀꯥꯏꯈꯨꯝꯅꯕꯥ ꯑꯨꯠꯄꯥ ꯃꯑꯣꯡꯗꯥ ꯁꯤꯖꯤꯟꯅꯩ ꯍꯥꯌꯕꯒꯤ ꯊꯥꯖꯕꯥ ꯄꯤꯕꯥ ꯃꯊꯧ ꯇꯥꯏ꯫